ꯀꯦꯊ꯭ꯔꯤꯟ ꯗ ꯒ꯭ꯔꯦꯠꯅ ꯃ꯭ꯌꯨꯖꯤꯌꯝ ꯑꯃꯥ ꯁꯦꯝ-ꯁꯥꯕ ꯍꯧꯔꯛꯈꯤ ꯑꯃꯁꯨꯡ ꯂꯤꯡꯈꯠꯈꯤ꯫ꯀꯣꯟꯅꯊꯪꯗ ꯃꯤꯌꯥꯝꯗ ꯌꯦꯡꯕ ꯌꯥꯍꯟꯈꯤꯕ ꯃ꯭ꯌꯨꯖꯤꯌꯝ ꯑꯁꯤꯗ ꯇꯣꯉꯥꯟ ꯇꯣꯉꯥꯟꯕ ꯄꯣꯠꯂꯝ ꯃꯤꯂꯤꯌꯟ ꯑꯍꯨꯝꯂꯣꯝ ꯂꯩ꯫ ꯃꯥꯂꯦꯝꯒꯤ ꯈ꯭ꯋꯥꯏꯗꯒꯤ ꯂꯤꯔꯕ ꯃ꯭ꯌꯨꯖꯤꯌꯝ ꯑꯁꯤꯗ ꯑꯌꯦꯛꯄ ꯂꯥꯏ ꯀꯌꯥꯃꯔꯨꯝꯁꯨ ꯂꯩ꯫ ꯀꯦꯊ꯭ꯔꯤꯟ ꯗ ꯒ꯭ꯔꯦꯠꯅ ꯅꯣꯡꯆꯨꯞ ꯌꯨꯔꯣꯞꯇ ꯇꯣꯞ ꯇꯣꯞꯄ ꯃꯈꯜꯒꯤ ꯑꯌꯦꯛꯄ ꯂꯥꯏ ꯆꯅꯤꯔꯣꯝ ꯂꯩꯔꯒ ꯃ꯭ꯌꯨꯖꯤꯌꯝꯗ ꯊꯝꯕ ꯍꯧꯈꯤꯕꯅꯤ꯫ ꯍꯧꯖꯤꯛꯇꯤ ꯂꯤꯑꯣꯅꯥꯔꯗꯣ ꯗ ꯚꯤꯟꯁꯤ, ꯒꯣꯒ꯭ꯔꯤꯟ ꯃꯥꯏꯀꯦꯜꯑꯦꯟꯖꯦꯂꯣ, ꯃꯥꯅꯦꯠ, ꯃꯣꯅꯦꯠ, ꯄꯤꯀꯥꯁꯣ ꯔꯐꯦꯜ, ꯔꯦꯝꯕ꯭ꯔꯥꯟꯗ, ꯔꯦꯅꯣꯏꯔ, ꯔꯣꯗꯤꯟ ꯔꯨꯕꯦꯟꯁ, ꯇꯤꯇꯤꯌꯟ, ꯚꯦꯟ ꯒꯣ ꯑꯃꯗꯤ ꯑꯇꯩ ꯃꯃꯤꯡ ꯆꯠꯂꯕ ꯂꯥꯏ ꯌꯦꯛꯄꯁꯤꯡꯅ ꯌꯦꯛꯂꯝꯕ ꯂꯥꯏ ꯀꯌꯥꯃꯔꯨꯝ ꯂꯩꯔꯦ꯫ ꯇꯣꯉꯥꯟ ꯇꯣꯉꯥꯟꯕ ꯃꯈꯜꯒꯤ ꯑꯌꯦꯛꯄ ꯂꯥꯏ ꯈ꯭ꯋꯥꯏꯗꯒꯤ ꯌꯥꯝꯅ ꯂꯩꯕ ꯃꯐꯝꯁꯨ ꯑꯣꯏꯔꯤꯕ ꯃ꯭ꯌꯨꯖꯤꯌꯝ ꯑꯁꯤ ꯃꯇꯝ ꯑꯃꯗ ꯅꯤꯡꯊꯧꯅ ꯂꯩꯔꯝꯕ ꯀꯣꯅꯨꯡ ꯃꯅꯨꯡꯒꯤ ꯕꯤꯜꯗꯤꯡ ꯇꯔꯨꯛꯇ ꯁꯦꯝꯒꯠꯄꯅꯤ꯫ ꯃꯄꯥꯟ ꯂꯩꯕꯥꯛꯁꯤꯡꯗ ꯃ꯭ꯌꯨꯖꯤꯌꯝ ꯑꯁꯤꯒꯤ ꯑꯦꯛꯖꯤꯕꯤꯁꯟ ꯁꯦꯟꯇꯔ ꯀꯌꯥꯃꯔꯨꯝꯁꯨ ꯍꯥꯡꯗꯣꯛꯇꯨꯅ ꯊꯝꯂꯤ꯫ ꯍꯔꯃꯤꯇꯦꯖ ꯃꯈꯜꯁꯤꯡ ꯃ꯭ꯌꯨꯖꯤꯌꯝ ꯀꯝꯄ꯭ꯂꯦꯛꯁꯇ ꯂꯩꯕ ꯕꯤꯜꯗꯤꯡ ꯇꯔꯨꯛꯀꯤ ꯃꯅꯨꯡꯗ ꯃꯉꯥ ꯋꯤꯟꯇꯔ ꯄꯦꯂꯦꯁ, ꯍꯔꯃꯤꯇꯦꯖ ꯃꯆꯥ, ꯑꯔꯤꯕ ꯍꯔꯃꯤꯇꯦꯖ, ꯑꯅꯧꯕ ꯍꯥꯔꯃꯤꯇꯦꯖ ꯑꯃꯁꯨꯡ ꯍꯔꯃꯤꯇꯦꯖ ꯊꯤꯑꯦꯇꯔꯗ ꯃꯤꯆꯝ ꯃꯤꯌꯥꯝ ꯆꯪꯕ ꯌꯥꯍꯜꯂꯤ꯫ ꯑꯍꯥꯟꯕꯗ ꯕꯤꯜꯗꯤꯡ ꯑꯃꯈꯛ ꯑꯣꯏꯔꯝꯕꯗꯒꯤ ꯀꯥꯏꯅꯊꯪꯗ ꯀꯣꯅꯨꯡ ꯃꯅꯨꯡ ꯑꯃꯗꯤ ꯃꯅꯥꯛ ꯅꯛꯄꯗ ꯂꯩꯕ ꯕꯤꯜꯗꯤꯡ ꯀꯌꯥ ꯃ꯭ꯌꯨꯖꯤꯌꯝꯒꯤ ꯁꯔꯨꯛ ꯑꯣꯏꯅ ꯂꯧꯁꯤꯜꯂꯦ꯫ ꯃ꯭ꯌꯨꯖꯤꯌꯝꯗ ꯎꯠꯂꯕ ꯄꯣꯠꯂꯝꯁꯤꯡꯒꯤ ꯃꯅꯨꯡꯗ ꯇꯔꯥꯍꯨꯝꯗꯣꯏ ꯁꯨꯕ ꯆꯍꯤꯆꯥꯗꯒꯤꯅ ꯀꯨꯟ ꯁꯨꯕ ꯆꯍꯤꯆꯥ ꯐꯥꯎꯕꯒꯤ ꯑꯣꯏꯅ ꯌꯨꯔꯣꯄꯤꯌꯥꯟ ꯄꯦꯟꯇꯤꯡ ꯁ꯭ꯀꯜꯄꯆꯔ ꯑꯃꯗꯤ ꯑꯦꯄ꯭ꯂꯥꯏꯗ ꯄꯥꯔꯠ ꯀꯌꯥ ꯌꯥꯎꯔꯤ꯫ ꯍꯥꯏꯔꯤꯕ ꯄꯣꯠꯂꯝꯁꯤꯡ ꯑꯗꯨ ꯃꯔꯨꯑꯣꯏꯕ ꯕꯤꯜꯗꯤꯡ ꯃꯔꯤꯒꯤ ꯑꯍꯥꯟꯕ ꯑꯃꯁꯨꯡ ꯑꯅꯤꯁꯨꯕ ꯃꯊꯣꯜꯗ ꯎꯠꯄꯅꯤ꯫ ꯃꯇꯨꯡ ꯇꯥꯔꯛꯄꯗ ꯏꯖꯤꯞꯀꯤ ꯄꯣꯠꯂꯝ ꯀꯌꯥꯁꯨ ꯋꯤꯟꯇꯔ ꯄꯦꯂꯦꯁꯀꯤ ꯒ꯭ꯔꯥꯎꯟ ꯐ꯭ꯂꯣꯔꯗ ꯎꯠꯂꯤ꯫ ꯃꯗꯨꯒꯤ ꯃꯅꯨꯡꯗ ꯑꯤꯔꯕ ꯃꯇꯝꯒꯤ ꯃꯦꯁꯣꯄꯣꯇꯥꯃꯤꯌꯥꯒꯤ ꯏꯅꯥꯠꯀ ꯃꯔꯤ ꯂꯩꯅꯕ ꯄꯣꯠꯂꯝꯁꯤꯡꯁꯨ ꯌꯥꯎꯏ꯫ ꯖꯔꯃꯟ ꯑꯥꯔꯀꯤꯇꯦꯛ ꯂꯤꯑꯣ ꯚꯣꯟ ꯀ꯭ꯂꯦꯟꯖꯅ ꯗꯤꯖꯥꯏꯟ ꯇꯧꯕ ꯑꯣꯜ ꯑꯃꯗꯤ ꯅ꯭ꯌꯨ ꯍꯔꯃꯤꯇꯦꯖ ꯕꯤꯜꯗꯤꯡꯁꯤꯡꯒꯤ ꯒ꯭ꯔꯥꯎꯟ ꯐ꯭ꯂꯣꯔꯒꯤ ꯁꯔꯨꯛ ꯑꯌꯥꯝꯕ ꯀ꯭ꯂꯥꯁꯤꯀꯦꯜ ꯑꯦꯟꯇꯤꯀ꯭ꯋꯤꯇꯤꯁꯤꯡꯒꯤ ꯀꯂꯦꯛꯁꯟꯅ ꯃꯐꯝ ꯀꯜꯂꯤ꯫ ꯑꯍꯥꯟꯕ ꯐ꯭ꯂꯣꯔꯒꯤ ꯈ꯭ꯋꯥꯏꯗꯒꯤ ꯆꯥꯎꯕ ꯑꯃꯁꯨꯡ ꯁꯤꯡꯊꯥꯅꯤꯡꯉꯥꯏ ꯑꯣꯏꯕ ꯁꯔꯨꯛꯇꯤ ꯍꯣꯜ ꯑꯣꯞ ꯇ꯭ꯋꯦꯟꯇꯤ ꯀꯣꯂꯝ ꯍꯥꯏꯅ ꯈꯪꯅꯕ ꯒ꯭ꯔꯦꯅꯥꯏꯠ ꯑꯃꯗꯤ ꯃꯥꯔꯕꯜꯅ ꯁꯦꯝꯕ ꯁꯔꯨꯛ ꯑꯗꯨꯅꯤ꯫ ꯋꯦꯁꯇ꯭ꯔꯟ ꯄꯦꯂꯦꯁꯀꯤ ꯅꯣꯡꯆꯨꯞ ꯊꯪꯕ ꯁꯔꯨꯛꯇ ꯀꯣꯀꯥꯁꯁꯀꯤ ꯄ꯭ꯔꯤꯍꯤꯁꯇꯣꯔꯤꯛ ꯑꯥꯔꯇꯤꯐꯦꯛ ꯑꯃꯗꯤ ꯀꯜꯆꯔꯒ ꯃꯔꯤ ꯂꯩꯅꯕ ꯄꯣꯠꯂꯝ ꯀꯌꯥꯃꯔꯨꯝ ꯒ꯭ꯔꯥꯎꯟ ꯐ꯭ꯂꯣꯔꯗ ꯊꯝꯂꯤ꯫ ꯄ꯭ꯔꯤꯍꯤꯁꯇꯣꯔꯤꯛ ꯑꯥꯔꯇꯤꯐꯦꯛꯁꯤꯡ ꯑꯗꯨ ꯔꯁꯤꯌꯥ ꯑꯃꯗꯤ ꯃꯇꯝ ꯑꯃꯒꯤ ꯁꯣꯚꯤꯑꯦꯠ ꯌꯨꯅꯤꯌꯟꯒꯤ ꯇꯣꯉꯥꯟ ꯇꯣꯉꯥꯟꯕ ꯃꯐꯝꯗꯒꯤ ꯂꯩꯅꯨꯡꯗꯒꯤ ꯐꯪꯈꯤꯕ ꯄꯥꯂꯤꯑꯣꯂꯤꯊꯤꯛ ꯑꯃꯗꯤ ꯑꯥꯏꯔꯟ ꯑꯦꯖ ꯃꯇꯝꯒꯤ ꯄꯣꯠꯂꯝ ꯉꯥꯛꯇꯅꯤ꯫ ꯀꯦꯊ꯭ꯔꯤꯟ ꯗ ꯒ꯭ꯔꯦꯠꯅ ꯕꯔꯂꯤꯟꯒꯤ ꯃꯥꯔꯆꯦꯟꯠ ꯖꯣꯍꯥꯟ ꯑꯔꯅꯁ ꯒꯣꯠꯁꯀꯣꯁꯀꯤꯗꯒꯤ ꯑꯌꯦꯛꯄ ꯂꯥꯏ ꯀꯌꯥ ꯂꯩꯁꯤꯟꯗꯨꯅ ꯃ꯭ꯌꯨꯖꯤꯌꯝꯒꯤ ꯃꯆꯥꯛ ꯈꯣꯝꯖꯤꯟꯕ ꯍꯧꯈꯤ꯫ ꯑꯣꯛꯇꯣꯕꯔ ꯔꯤꯚꯣꯂꯨꯁꯟ ꯃꯇꯨꯡ ꯇꯥꯔꯛꯄꯗ ꯏꯝꯄꯔꯤꯑꯦꯜ ꯍꯥꯔꯃꯤꯇꯦꯖ ꯑꯃꯗꯤ ꯋꯤꯟꯇꯔ ꯄꯦꯂꯦꯁ ꯄꯨꯟꯁꯤꯟꯈꯤꯕꯒ ꯂꯣꯏꯅꯅ ꯁ꯭ꯇꯦꯠꯀꯤ ꯃꯔꯜ ꯑꯣꯏꯈꯤ꯫ ꯃꯇꯨꯡ ꯇꯥꯔꯛꯄꯗ ꯃꯔꯨꯑꯣꯏꯕ ꯂꯟꯅꯥꯏ ꯃ꯭ꯌꯨꯖꯤꯌꯝ ꯑꯌꯥꯝꯕ ꯁꯣꯚꯤꯑꯦꯠ ꯒꯚꯔꯃꯦꯟꯠꯅ ꯂꯧꯁꯤꯟꯕꯒ ꯂꯣꯏꯅꯅ ꯃꯇꯨꯡꯗ ꯊꯝꯂꯝꯕ ꯄꯣꯠꯂꯝꯁꯤꯡ ꯑꯃꯗꯒꯤ ꯑꯃꯗ ꯊꯥꯡꯗꯣꯛ ꯊꯥꯡꯖꯤꯟ ꯇꯧꯈꯤ꯫ ꯑꯦꯀꯥꯗꯦꯃꯤ ꯑꯣꯐ ꯑꯥꯔꯠꯁꯇ ꯊꯝꯂꯝꯕ ꯇꯔꯥꯃꯥꯄꯟ ꯁꯨꯕ ꯆꯍꯤꯆꯥ ꯃꯇꯝꯒꯤ ꯃꯔꯨꯑꯣꯏꯕ ꯄꯣꯠꯂꯝ ꯀꯌꯥꯃꯔꯨꯝ ꯍꯔꯃꯤꯇꯦꯖꯗ ꯄꯨꯔꯛꯈꯤ꯫ ꯃꯇꯨꯡ ꯇꯥꯔꯛꯄꯗ ꯍꯔꯃꯤꯇꯦꯖꯒꯤ ꯃꯃꯜ ꯌꯥꯝꯂꯕ ꯄꯣꯠꯂꯝ ꯂꯤꯁꯤꯡ ꯑꯅꯤ ꯍꯦꯟꯅ ꯅꯤꯂꯥꯝ ꯂꯥꯎꯗꯨꯅ ꯌꯣꯟꯊꯣꯛꯈꯤ꯫ ꯖꯔꯃꯟ ꯂꯥꯟꯃꯤꯁꯤꯡꯅ ꯁꯣꯚꯤꯑꯦꯠ ꯌꯨꯅꯤꯌꯟꯗ ꯂꯥꯟꯗꯥꯔꯛꯄ ꯃꯇꯝꯗ ꯃ꯭ꯌꯨꯖꯤꯌꯝꯒꯤ ꯄꯣꯠꯂꯝ ꯀꯌꯥꯃꯔꯨꯝ ꯄꯨꯈꯤꯔꯝꯃꯤ꯫ ꯕꯣꯝ ꯊꯥꯗꯗꯨꯅ ꯑꯃꯗꯤ ꯅꯣꯡꯃꯩ ꯀꯥꯞꯁꯤꯟꯗꯨꯅ ꯑꯃꯥꯡ ꯑꯇꯥ ꯊꯣꯛꯍꯟꯈ꯭ꯔꯕ ꯃꯇꯨꯡꯗ ꯅꯧꯅ ꯑꯃꯨꯛ ꯁꯦꯝꯖꯤꯜꯂꯒ ꯅꯕꯦꯝꯕꯔ ꯃ꯭ꯌꯨꯖꯤꯌꯝ ꯑꯗꯨ ꯑꯃꯨꯛ ꯍꯤꯡꯒꯠꯂꯛꯈꯤ꯫